ꯊꯕꯛꯀꯤ ꯏꯟꯇꯔꯚ꯭ꯌꯨ ꯑꯃꯒꯤꯗꯃꯛ ꯃꯇꯧ ꯀꯔꯝꯅ ꯄꯣꯠꯆꯩ ꯂꯩꯒꯗꯒꯦ ꯍꯥꯏꯕꯒꯤ ꯄꯥꯎꯇꯥꯛ ꯄꯤꯌꯨ꯫ ꯊꯕꯛꯀꯤ ꯏꯟꯇꯔꯚ꯭ꯌꯨ ꯑꯃꯒꯤꯗꯃꯛ ꯄꯣꯠꯆꯩ ꯁꯥꯕ ꯑꯁꯤ ꯑꯆꯧꯕ ꯑꯍꯥꯟꯕ ꯏꯝꯄꯦꯛꯇ ꯑꯃ ꯁꯦꯝꯕꯒꯤ ꯇꯉꯥꯏꯐꯗꯕ ꯁꯔꯨꯛ ꯑꯃꯅꯤ꯫ ꯀꯝꯄꯅꯤꯒꯤ ꯀꯜꯆꯔ ꯑꯃꯁꯨꯡ ꯅꯍꯥꯛꯅ ꯑꯦꯄ꯭ꯂꯥꯏ ꯇꯧꯔꯤꯕ ꯊꯧꯗꯥꯡ ꯑꯗꯨ ꯈꯟꯅꯕꯁꯤ ꯃꯇꯝ ꯄꯨꯝꯅꯃꯛꯇ ꯃꯔꯨꯑꯣꯏ ꯑꯗꯨꯕꯨ ꯃꯐꯝꯁꯤꯗ ꯅꯍꯥꯛꯄꯨ ꯃꯇꯦꯡ ꯄꯥꯡꯒꯗꯕ ꯖꯦꯅꯦꯔꯦꯜ ꯇꯤꯞꯁ ꯈꯔ ꯄꯤꯔꯤ: ꯄ꯭ꯔꯣꯐꯦꯁꯅꯦꯜ ꯑꯣꯏꯅ ꯄꯣꯠ ꯌꯣꯜꯂꯨ: ꯀꯝꯄꯅꯤ ꯑꯗꯨꯅ ꯀꯦꯖꯨꯑꯦꯜ ꯗ꯭ꯔꯦꯁ ꯀꯣꯗ ꯑꯃ ꯂꯩꯔꯕꯁꯨ ꯄ꯭ꯔꯣꯐꯦꯁꯅꯦꯜ ꯑꯣꯏꯅ ꯄꯣꯠꯁꯛ ꯁꯦꯝꯕꯅ ꯅꯍꯥꯛꯅ ꯏꯟꯇꯔꯚꯤꯎ ꯑꯗꯨ ꯂꯧꯔꯦ ꯍꯥꯏꯕ ꯇꯥꯛꯏ꯫ ꯑꯁꯦꯡꯕꯅꯤ ꯅꯨꯄꯥꯁꯤꯡꯒꯤ ꯑꯣꯏꯅꯗꯤ ꯃꯁꯤꯅ ꯁꯨꯠ ꯑꯃꯁꯨꯡ ꯇꯥꯏ ꯅꯠꯇ꯭ꯔꯒ ꯗ꯭ꯔꯦꯁ ꯁꯔꯠ ꯑꯃꯁꯨꯡ ꯗ꯭ꯔꯦꯁ ꯄꯦꯟꯇꯀ ꯂꯣꯏꯅꯅ ꯕ꯭ꯂꯦꯖꯔ ꯑꯃ ꯁꯤꯖꯤꯟꯅꯕ ꯍꯥꯏꯕꯁꯤ ꯑꯣꯏꯕ ꯌꯥꯏ꯫ ꯅꯨꯄꯤꯁꯤꯡꯒꯤ ꯑꯣꯏꯅꯗꯤ ꯃꯁꯤꯅ ꯁ꯭ꯀꯔꯠ ꯅꯠꯇ꯭ꯔꯒ ꯗ꯭ꯔꯦꯁ ꯄꯦꯟꯇ ꯅꯠꯇ꯭ꯔꯒ ꯄ꯭ꯔꯣꯐꯦꯁꯅꯦꯜ ꯗ꯭ꯔꯦꯁ ꯑꯃꯒ ꯂꯣꯏꯅꯅ ꯕ꯭ꯂꯣꯎꯖ ꯑꯃ ꯁꯤꯖꯤꯟꯅꯕ ꯍꯥꯏꯕꯁꯤ ꯑꯣꯏꯕ ꯌꯥꯏ꯫ ꯃꯌꯦꯛ ꯁꯦꯡꯕ ꯑꯃꯁꯨꯡ ꯕꯣꯜꯗ ꯃꯆꯨꯁꯤꯡ ꯊꯤꯡꯖꯤꯜꯂꯨ: ꯕ꯭ꯂꯦꯛ, ꯒ꯭ꯔꯦ, ꯅꯦꯚꯤ ꯑꯃꯁꯨꯡ ꯋꯥꯏꯠꯒꯨꯝꯕ ꯅ꯭ꯌꯨꯇ꯭ꯔꯤꯑꯦꯟꯇ ꯑꯃꯁꯨꯡ ꯁꯕꯗ꯭ꯌꯨꯜ ꯃꯆꯨꯁꯤꯡꯗ ꯂꯦꯞꯄꯤꯌꯨ꯫ ꯃꯆꯨꯁꯤꯡ ꯑꯁꯤ ꯑꯌꯥꯝꯕꯅ ꯄ꯭ꯔꯣꯐꯦꯁ꯭ꯅꯦꯂꯤꯖꯝꯒ ꯃꯔꯤ ꯂꯩꯅꯩ ꯑꯃꯁꯨꯡ ꯏꯟꯇꯔꯚ꯭ꯌꯨ ꯇꯧꯔꯤꯕ ꯃꯤꯑꯣꯏ ꯑꯗꯨꯒꯤ ꯄꯨꯛꯅꯤꯡ ꯍꯨꯔꯕ ꯌꯥꯕꯒꯤ ꯑꯣꯏꯊꯣꯛꯄ ꯂꯩꯇꯦ꯫ ꯑꯀꯨꯞꯄ ꯃꯔꯣꯜꯁꯤꯡꯗ ꯄꯨꯛꯅꯤꯡ ꯆꯪꯕꯤꯌꯨ: ꯅꯍꯥꯛꯀꯤ ꯄꯣꯠꯁꯛꯁꯤꯡ ꯑꯗꯨ ꯁꯦꯡꯅ, ꯑꯥꯏꯔꯟ ꯌꯥꯎꯕ ꯑꯃꯁꯨꯡ ꯑꯁꯣꯛꯄ ꯅꯠꯇ꯭ꯔꯒ ꯁꯣꯛꯄ ꯑꯃꯠꯇ ꯂꯩꯇꯕ ꯑꯣꯏꯍꯟꯒꯗꯕꯅꯤ꯫ ꯌꯥꯝꯅ ꯐꯣꯡꯗꯣꯛꯄ ꯌꯥꯕ ꯄꯣꯠꯁꯛ ꯑꯃꯠꯇ ꯁꯤꯖꯤꯟꯅꯔꯣꯏꯗꯕꯅꯤ ꯑꯃꯁꯨꯡ ꯃꯤꯅꯤꯃꯝ ꯑꯣꯏꯕ ꯖꯨꯌꯦꯂꯥꯔꯤ ꯁꯤꯖꯤꯟꯅ ꯒꯗꯕꯅꯤ꯫ ꯅꯨꯡꯉꯥꯏꯕ ꯑꯣꯏꯌꯨ: ꯄ꯭ꯔꯣꯐꯦꯁ꯭ꯅꯦꯜ ꯑꯣꯏꯅ ꯄꯣꯠꯆꯩ ꯁꯥꯕ ꯑꯁꯤ ꯃꯔꯨ ꯑꯣꯏꯔꯕꯁꯨ ꯅꯨꯡꯉꯥꯏꯕ ꯐꯥꯎꯕꯁꯨ ꯃꯔꯨ ꯑꯣꯏ꯫ ꯌꯥꯝꯅ ꯇꯞꯅ ꯇꯞꯅ ꯁꯣꯛꯄ ꯅꯠꯇ꯭ꯔꯒ ꯅꯍꯥꯛꯅ ꯃꯁꯥꯅ ꯃꯁꯥꯕꯨ ꯊꯥꯖꯖꯕ ꯄꯣꯠꯁꯛ ꯑꯃꯠꯇ ꯁꯤꯖꯤꯟꯅꯔꯣꯏꯗꯕꯅꯤ꯫ ꯅꯍꯥꯛꯅ ꯅꯨꯡꯉꯥꯏꯕ ꯐꯥꯎꯔꯛꯄ ꯃꯇꯝꯗ ꯅꯍꯥꯛꯅ ꯍꯦꯟꯅ ꯊꯥꯖꯕ ꯊꯝꯕ ꯉꯝꯃꯤ꯫ ꯑꯄꯨꯟꯕ ꯑꯣꯏꯅ, ꯊꯕꯛꯀꯤ ꯏꯟꯇꯔꯚ꯭ꯌꯨ ꯑꯃꯒꯤꯗꯃꯛ ꯄꯣꯠꯁꯛ ꯁꯦꯝꯕꯒꯤ ꯃꯔꯨꯑꯣꯏꯕ ꯑꯁꯤ ꯄꯣꯂꯤꯁ ꯇꯧꯔꯕ ꯑꯃꯁꯨꯡ ꯄ꯭ꯔꯣꯐꯦꯁ꯭ꯅꯦꯜ ꯑꯣꯏꯅ ꯎꯕ ꯑꯁꯤꯅꯤ꯫ ꯇꯤꯞꯁꯤꯡ ꯑꯁꯤ ꯏꯟꯗꯨꯅ ꯅꯍꯥꯛꯅ ꯑꯆꯧꯕ ꯑꯍꯥꯟꯕ ꯏꯝꯄꯦꯛꯇ ꯑꯃ ꯄꯤꯕ ꯉꯝꯒꯅꯤ ꯑꯃꯁꯨꯡ ꯅꯍꯥꯛꯀꯤ ꯏꯟꯇꯔꯚ꯭ꯌꯨꯗ ꯍꯦꯗ-ꯑꯦꯛ ꯇꯧꯕ ꯃꯇꯝꯗ ꯊꯥꯖꯕ ꯊꯝꯕ ꯉꯝꯒꯅꯤ꯫ "ꯔꯤꯀꯟꯁꯤꯂꯤꯌꯦꯁꯟ" ꯍꯥꯏꯅ ꯐꯣꯡꯗꯣꯛꯄ ꯌꯥꯕ ꯐꯤꯚꯝ ꯑꯃꯒꯤ ꯈꯨꯗꯝ ꯑꯃ ꯄꯤꯌꯨ꯫ ꯃꯔꯨꯞ ꯑꯅꯤ, ꯌꯣꯍꯥꯟ ꯑꯃꯁꯨꯡ ꯁꯥꯔꯥꯅꯥ ꯌꯥꯅꯗꯕ ꯑꯃꯒ ꯂꯣꯏꯅꯅ ꯋꯥꯔꯤ ꯁꯥꯅꯗꯨꯅ ꯃꯈꯣꯏꯒꯤ ꯃꯔꯨꯞ-ꯃꯄꯥꯡ ꯑꯣꯏꯕꯒꯤ ꯃꯔꯤꯗ ꯋꯥꯈꯜ ꯋꯥꯕ ꯊꯣꯛꯍꯜꯂꯤ ꯍꯥꯏꯅ ꯂꯧꯔꯁꯤ ꯑꯃꯁꯨꯡ ꯃꯈꯣꯏꯅ ꯑꯃꯒ ꯑꯃꯒ ꯋꯥꯔꯤ ꯁꯥꯅꯕ ꯂꯦꯞꯈꯤ꯫ ꯅꯨꯃꯤꯠ ꯈꯔꯅꯤꯒꯤ ꯃꯇꯨꯡꯗ ꯐꯤꯚꯝ ꯑꯁꯤꯒꯤ ꯃꯇꯥꯡꯗ ꯋꯥꯈꯜ ꯈꯟꯊꯔꯕ ꯃꯇꯨꯡꯗ ꯃꯈꯣꯏ ꯑꯅꯤꯃꯛꯅ ꯃꯔꯨꯞ-ꯃꯄꯥꯡ ꯑꯣꯏꯕꯒꯤ ꯃꯔꯤ ꯑꯁꯤꯕꯨ ꯃꯃꯜ ꯌꯥꯝꯅ ꯂꯧꯏ ꯍꯥꯏꯕ ꯈꯪꯂꯦ ꯑꯃꯁꯨꯡ ꯃꯈꯣꯏꯒꯤ ꯋꯥꯈꯜꯂꯣꯟ ꯑꯗꯨ ꯑꯃꯅ ꯑꯃꯕꯨ ꯃꯥꯡꯍꯟ ꯇꯥꯛꯍꯟꯅꯕꯒꯤ ꯃꯊꯧ ꯇꯥꯈꯤꯗꯦ꯫ ꯃꯈꯣꯏ ꯑꯅꯤꯃꯛꯅ ꯎꯅꯗꯨꯅ ꯋꯥꯔꯤ ꯁꯥꯟꯅꯕ ꯋꯥꯔꯦꯞ ꯂꯧꯏ꯫ ꯃꯈꯣꯏꯒꯤ ꯌꯥꯅꯗꯕꯁꯤꯡ ꯑꯗꯨ ꯅꯤꯡꯊꯤꯖꯅ ꯈꯟꯅꯩ ꯑꯃꯁꯨꯡ ꯑꯋꯥꯕ ꯇꯥꯔꯕ ꯂꯝꯆꯠ-ꯁꯥꯖꯠ ꯑꯃꯍꯦꯛꯇꯒꯤꯗꯃꯛ ꯃꯈꯣꯏꯒꯤ ꯃꯥꯡꯖꯧꯅꯅ ꯌꯥꯅꯤꯡꯗꯕ ꯑꯃꯁꯨꯡ ꯅꯨꯡꯉꯥꯏꯇꯕ ꯐꯣꯡꯗꯣꯛꯏ꯫ ꯃꯈꯣꯏꯅ ꯑꯃꯅ ꯑꯃꯕꯨ ꯌꯥꯅꯤꯡꯗꯕ ꯐꯣꯡꯗꯣꯛꯏ ꯑꯃꯁꯨꯡ ꯃꯈꯣꯏꯒꯤ ꯃꯔꯤ ꯑꯗꯨ ꯑꯃꯨꯛ ꯍꯟꯅ ꯁꯦꯝꯒꯠꯂꯤ꯫ ꯑꯃꯨꯛ ꯍꯟꯅ ꯑꯃꯒ ꯑꯃꯒ ꯂꯣꯏꯅꯅ ꯅꯨꯡꯉꯥꯏꯅ ꯂꯩꯃꯤꯟꯅꯩ꯫ ꯃꯁꯤꯒꯤ ꯐꯤꯚꯝ ꯑꯁꯤ ꯌꯥꯅꯁꯤꯟꯅꯕꯒꯤ ꯈꯨꯗꯝ ꯑꯃꯅꯤ꯫